ꯁ꯭ꯇꯣꯛ ꯃꯥꯔꯀꯦꯠꯀꯤ ꯃꯇꯥꯡꯗꯥ ꯂꯥꯎꯊꯣꯛꯅꯕꯥ ꯃꯣꯗꯦꯜ ꯑꯃꯥ ꯁꯦꯝꯒꯠꯄꯥ꯫ ꯁ꯭ꯇꯣꯛ ꯃꯥꯔꯀꯦꯠꯀꯤ ꯃꯇꯥꯡꯗꯥ ꯂꯥꯎꯊꯣꯛꯄꯥ ꯑꯁꯤ ꯌꯥꯝꯅ ꯂꯨꯕꯥ ꯊꯕꯛ ꯑꯃꯅꯤ ꯃꯁꯤꯗꯥ ꯗꯦꯇꯥ ꯀꯌꯥ ꯑꯃꯥ ꯑꯦꯅꯥꯂꯥꯏꯖ ꯇꯧꯕ ꯑꯃꯁꯨꯡ ꯇꯣꯉꯥꯟ ꯇꯣꯉꯥꯟꯕꯥ ꯁꯦꯟꯃꯤꯠꯂꯣꯟꯒꯤ ꯋꯥꯐꯝꯁꯤꯡ ꯈꯟꯅꯕꯅꯤ꯫ ꯁ꯭ꯇꯣꯛ ꯃꯥꯔꯀꯦꯠꯀꯤ ꯃꯇꯥꯡꯗꯥ ꯂꯥꯎꯊꯣꯛꯅꯕꯥ ꯃꯣꯗꯦꯜ ꯑꯃꯥ ꯁꯦꯝꯅꯕꯥ, ꯀꯅꯥꯒꯨꯝꯕꯥ ꯑꯃꯅꯥ ꯈꯣꯡꯊꯥꯡꯁꯤꯡ ꯑꯁꯤ ꯂꯧꯈꯠꯄꯥ ꯌꯥꯏ ꯄꯨꯋꯥꯔꯤꯒꯤ ꯑꯣꯏꯕ ꯗꯦꯇꯥ ꯈꯣꯝꯖꯤꯟꯕ ꯁ꯭ꯇꯣꯛ ꯃꯥꯔꯀꯦꯠꯀꯤ ꯄꯨꯋꯥꯔꯤꯒꯤ ꯑꯣꯏꯕꯥ ꯗꯦꯇꯥ ꯈꯣꯝꯖꯤꯟꯗꯨꯅꯥ ꯍꯧꯒꯗꯕꯅꯤ, ꯃꯁꯤꯗꯥ ꯁ꯭ꯇꯣꯛ ꯃꯃꯜ, ꯇ꯭ꯔꯦꯗꯤꯡ ꯚꯣꯜꯌꯨꯝ, ꯑꯃꯁꯨꯡ ꯏꯟꯇꯔꯦꯁ꯭ꯠ ꯔꯦꯠ, ꯏꯅꯐ꯭ꯂꯦꯁꯟ, ꯑꯃꯁꯨꯡ ꯃꯥꯔꯀꯦꯠꯀꯤ ꯏꯟꯗꯤꯀꯦꯇꯔꯁꯤꯡ ꯌꯥꯎꯔꯤ꯫ ꯒ꯭ꯔꯣꯁ ꯗꯣꯃꯦꯁꯇꯤꯛ ꯄ꯭ꯔꯗꯛꯇ ꯃꯁꯤꯒꯤ ꯗꯦꯇꯥ ꯑꯁꯤ ꯃꯣꯗꯦꯜ ꯑꯁꯤ ꯇ꯭ꯔꯦꯅꯤꯡ ꯇꯧꯕꯗꯥ ꯁꯤꯖꯤꯟꯅꯒꯅꯤ꯫ ꯃꯣꯗꯦꯜ ꯑꯃꯥ ꯈꯟꯕ ꯁ꯭ꯇꯣꯛ ꯃꯥꯔꯀꯦꯠꯀꯤ ꯃꯇꯥꯡꯗꯥ ꯂꯥꯎꯊꯣꯛꯅꯕꯥ ꯁꯤꯖꯤꯟꯅꯕꯥ ꯌꯥꯕ ꯃꯣꯗꯦꯜ ꯀꯌꯥ ꯂꯩ, ꯃꯗꯨꯒꯤ ꯃꯅꯨꯡꯗꯥ ꯂꯤꯅꯤꯌꯔ ꯔꯤꯒ꯭ꯔꯦꯁꯟ, ꯗꯤꯁꯤꯖꯟ ꯇ꯭ꯔꯤ, ꯑꯃꯁꯨꯡ ꯅ꯭ꯌꯨꯔꯜ ꯅꯦꯠꯋꯥꯔꯀꯁꯤꯡ ꯌꯥꯎꯔꯤ꯫ ꯗꯦꯇꯥ ꯑꯃꯁꯨꯡ ꯄ꯭ꯔꯤꯗꯤꯛꯁꯟꯒꯤ ꯑꯀꯛꯅꯕꯥ ꯃꯊꯧ ꯇꯥꯕꯁꯤꯡꯒꯥ ꯈ꯭ꯋꯥꯏꯗꯒꯤ ꯆꯨꯅꯕꯥ ꯃꯣꯗꯦꯜ ꯑꯃꯥ ꯈꯜꯂꯨ꯫ ꯗꯦꯇꯥ ꯑꯗꯨ ꯄ꯭ꯔꯤ ꯄ꯭ꯔꯣꯁꯦꯁ ꯇꯧꯕ ꯗꯦꯇꯥ ꯑꯗꯨ ꯏꯟꯀꯟꯁꯤꯁ꯭ꯇꯦꯟꯁꯤ ꯅꯠꯇ꯭ꯔꯒꯥ ꯑꯥꯎꯠꯂꯥꯏꯔ ꯑꯃꯠꯇꯥ ꯂꯧꯊꯣꯛꯇꯨꯅꯥ ꯁꯦꯡꯗꯣꯛꯄꯥ꯫ ꯐꯤꯆꯔ ꯄꯨꯝꯅꯃꯛ ꯆꯞ ꯃꯥꯟꯅꯕꯥ ꯁ꯭ꯀꯦꯂꯗꯥ ꯂꯩꯍꯟꯅꯕꯥ ꯗꯦꯇꯥ ꯑꯗꯨ ꯅꯣꯔꯃꯦꯂꯥꯏꯖ ꯇꯧ꯫ ꯗꯦꯇꯥ ꯑꯗꯨ ꯇ꯭ꯔꯦꯅꯤꯡ ꯑꯃꯁꯨꯡ ꯇꯦꯁ꯭ꯇꯤꯡ ꯁꯦꯠꯁꯤꯡꯗꯥ ꯈꯥꯏꯗꯣꯛꯄꯥ꯫ ꯇ꯭ꯔꯦꯅꯤꯡꯒꯤ ꯗꯦꯇꯥ ꯁꯤꯖꯤꯟꯅꯗꯨꯅꯥ ꯃꯣꯗꯦꯜ ꯑꯗꯨ ꯇ꯭ꯔꯦꯟ ꯇꯧꯕꯥ꯫ ꯃꯁꯤꯗꯥ ꯄ꯭ꯔꯤꯗꯤꯛꯇ ꯇꯧꯔꯕꯥ ꯑꯃꯁꯨꯡ ꯇꯁꯦꯡꯕꯥ ꯁ꯭ꯇꯣꯛ ꯃꯃꯜꯁꯤꯡꯒꯤ ꯃꯔꯛꯇꯥ ꯂꯩꯕ ꯑꯁꯣꯏꯕꯥ ꯑꯗꯨ ꯈ꯭ꯋꯥꯏꯗꯒꯤ ꯅꯦꯝꯕꯥ ꯑꯣꯏꯍꯟꯅꯕꯥ ꯃꯣꯗꯦꯜ ꯄꯦꯔꯥꯃꯤꯇꯔꯁꯤꯡ ꯑꯦꯗꯖꯁ꯭ꯠ ꯇꯧꯕꯥ ꯌꯥꯎꯔꯤ꯫ ꯃꯣꯗꯦꯜ ꯑꯁꯤꯒꯤ ꯄꯔꯐꯣꯃꯦꯟꯁ ꯏꯚꯥꯂꯨꯑꯦꯠ ꯇꯧꯅꯕꯥ ꯇꯦꯁ꯭ꯇꯤꯡ ꯗꯦꯇꯥ ꯁꯤꯖꯤꯟꯅꯧ꯫ ꯄ꯭ꯔꯤꯗꯤꯛꯇ ꯇꯧꯔꯕꯥ ꯑꯃꯁꯨꯡ ꯇꯁꯦꯡꯕꯥ ꯁ꯭ꯇꯣꯛ ꯃꯃꯜꯁꯤꯡꯒꯤ ꯃꯔꯛꯇꯥ ꯂꯩꯕ ꯆꯥꯡꯆꯠꯇꯥ ꯑꯣꯏꯕ ꯁ꯭ꯀꯣꯌꯥꯔ ꯗꯤꯐꯦꯟꯁ ꯑꯗꯨ ꯂꯦꯞꯊꯣꯛꯄꯥ ꯃꯤꯟ ꯁ꯭ꯀꯣꯌꯥꯔ ꯑꯦꯔꯥꯔ ꯑꯗꯨ ꯂꯦꯞꯊꯣꯛꯎ꯫ ꯃꯣꯗꯦꯜ ꯑꯁꯤ ꯐꯥꯏꯅꯦꯜ ꯇ꯭ꯌꯨꯟ ꯇꯧꯕ ꯃꯣꯗꯦꯜ ꯑꯁꯤ ꯃꯁꯤꯒꯤ ꯄꯔꯐꯣꯃꯦꯟꯁ ꯐꯒꯠꯍꯟꯅꯕꯥ ꯄꯦꯔꯥꯃꯤꯇꯔꯁꯤꯡ ꯑꯦꯗꯖꯁ꯭ꯠ ꯇꯧꯗꯨꯅꯥ ꯐꯥꯏꯅꯦꯜ ꯇ꯭ꯌꯨꯟ ꯇꯧꯕ꯫ ꯃꯣꯗꯦꯜ ꯑꯗꯨꯅꯥ ꯑꯆꯨꯝꯕꯥ ꯂꯦꯚꯦꯜ ꯑꯃꯥ ꯐꯪꯗ꯭ꯔꯤꯐꯥꯎꯕꯥ ꯇ꯭ꯔꯦꯅꯤꯡ ꯑꯃꯁꯨꯡ ꯏꯚꯥꯜꯌꯨꯑꯦꯁꯟꯒꯤ ꯊꯧꯑꯣꯡ ꯑꯗꯨ ꯍꯟꯖꯤꯟ ꯍꯟꯖꯤꯟ ꯇꯧ꯫ ꯇꯨꯡꯗꯥ ꯂꯥꯛꯀꯗꯕꯥ ꯁ꯭ꯇꯣꯛ ꯃꯃꯜꯁꯤꯡꯒꯤ ꯃꯇꯥꯡꯗꯥ ꯄ꯭ꯔꯤꯗꯤꯛꯁꯟ ꯇꯧꯅꯕꯥ ꯇ꯭ꯔꯦꯟ ꯇꯧꯔꯕꯥ ꯃꯣꯗꯦꯜ ꯑꯗꯨ ꯁꯤꯖꯤꯟꯅꯧ꯫ ꯁ꯭ꯇꯣꯛ ꯃꯥꯔꯀꯦꯠ ꯑꯁꯤ ꯋꯥꯐꯝ ꯀꯌꯥꯅꯥ ꯁꯣꯛꯍꯜꯂꯤ ꯍꯥꯏꯕꯁꯤ ꯅꯤꯡꯁꯤꯡꯕꯤꯌꯨ, ꯑꯃꯁꯨꯡ ꯃꯣꯗꯦꯜ ꯑꯁꯤꯒꯤ ꯄ꯭ꯔꯤꯗꯤꯛꯁꯟꯁꯤꯡ ꯑꯁꯤ ꯃꯇꯝ ꯄꯨꯝꯅꯃꯛꯇꯥ ꯑꯆꯨꯝꯕꯥ ꯑꯣꯏꯗꯕꯥ ꯌꯥꯏ꯫ ꯁꯦꯜ ꯊꯥꯗꯕꯒꯤ ꯃꯇꯥꯡꯗꯥ ꯋꯥꯈꯜ ꯇꯥꯕ ꯋꯥꯔꯦꯞ ꯂꯧꯅꯕꯥ ꯃꯣꯗꯦꯜ ꯑꯁꯤꯒꯤ ꯄ꯭ꯔꯤꯗꯤꯛꯁꯟꯁꯤꯡ ꯑꯁꯤ ꯈꯨꯠꯂꯥꯏ ꯀꯌꯥꯒꯤ ꯃꯅꯨꯡꯗꯥ ꯑꯃꯈꯛꯇꯃꯛ ꯑꯣꯏꯅꯥ ꯁꯤꯖꯤꯟꯅꯅꯕꯥ ꯇꯛꯁꯤꯜꯂꯤ꯫